ꯀꯥꯔꯒꯣ ꯑꯦꯛꯁꯤꯗꯦꯟꯇꯀꯤ ꯀꯃꯟ ꯑꯣꯏꯕ ꯃꯔꯝ ꯈꯔꯗꯤ ꯀꯔꯤꯅꯣ? ꯀꯥꯔꯒꯣ ꯑꯦꯛꯁꯤꯗꯦꯟꯇꯀꯤ ꯀꯃꯟ ꯑꯣꯏꯕ ꯃꯔꯝ ꯈꯔꯗꯤ ꯃꯈꯥꯗ ꯄꯤꯔꯤꯕꯁꯤꯡꯁꯤꯅꯤ: ꯃꯤꯠꯌꯦꯡ ꯊꯝꯗꯅ ꯗ꯭ꯔꯥꯏꯚꯤꯡ ꯇꯧꯕ: ꯃꯁꯤꯅ ꯀꯥꯔꯒꯣ ꯑꯦꯛꯁꯤꯗꯦꯟꯇꯀꯤ ꯃꯔꯨꯑꯣꯏꯕ ꯃꯔꯝꯁꯤꯡꯒꯤ ꯃꯅꯨꯡꯗ ꯑꯃꯅꯤ꯫ ꯗ꯭ꯔꯥꯏꯚꯤꯡ ꯇꯧꯔꯤꯉꯩꯗ ꯗꯤꯁꯇ꯭ꯔꯤꯕ꯭ꯌꯨꯁꯟꯁꯤꯡꯒꯤ ꯃꯅꯨꯡꯗ ꯐꯣꯟ ꯁꯤꯖꯤꯟꯅꯕ, ꯆꯥꯕ ꯅꯠꯇ꯭ꯔꯒ ꯄꯦꯁꯦꯟꯖꯔꯁꯤꯡꯒ ꯋꯥꯔꯤ ꯁꯥꯅꯕ ꯑꯁꯤ ꯌꯥꯎꯕ ꯌꯥꯏ꯫ ꯈꯣꯡꯖꯦꯜ ꯌꯥꯡꯅ ꯆꯦꯟꯕ: ꯌꯥꯝꯅ ꯌꯥꯡꯅ ꯆꯦꯟꯕ ꯒꯥꯔꯤ ꯊꯧꯕꯅ ꯒꯥꯔꯤꯒꯤ ꯀꯟꯇ꯭ꯔꯣꯜ ꯃꯥꯡꯈꯤꯕꯒꯤ ꯔꯤꯁ꯭ꯛ ꯍꯦꯟꯒꯠꯍꯜꯂꯤ, ꯊꯥꯖꯗꯕ ꯊꯧꯗꯣꯛꯁꯤꯡꯗ ꯔꯤꯑꯦꯛꯁꯟ ꯇꯧꯕꯒꯤ ꯃꯇꯝ ꯍꯟꯊꯍꯜꯂꯤ ꯑꯃꯁꯨꯡ ꯀ꯭ꯔꯌꯥꯁꯀꯤ ꯁꯥꯊꯤꯕ ꯍꯦꯟꯒꯠꯍꯜꯂꯤ꯫ ꯏꯟꯐ꯭ꯂꯨꯑꯦꯟꯖꯥꯒꯤ ꯃꯈꯥꯗ ꯗ꯭ꯔꯥꯏꯚꯤꯡ ꯇꯧꯕꯥ: ꯌꯨ, ꯗ꯭ꯔꯒ ꯅꯠꯇ꯭ꯔꯒ ꯑꯀꯛꯅꯕ ꯍꯤꯗꯥꯛ-ꯂꯥꯡꯊꯛꯁꯤꯡꯒꯤ ꯏꯟꯐ꯭ꯂꯨꯑꯦꯟꯖꯥꯗ ꯗ꯭ꯔꯥꯏꯚꯤꯡ ꯇꯧꯕꯅ ꯖꯖꯃꯦꯟꯇ, ꯔꯤꯑꯦꯛꯁꯟ ꯇꯥꯏꯝ ꯑꯃꯁꯨꯡ ꯀꯣꯑꯣꯔꯗꯤꯅꯦꯁꯟꯗ ꯌꯥꯝꯅ ꯁꯣꯛꯍꯟꯗꯨꯅ ꯑꯦꯛꯁꯤꯗꯦꯟꯇꯁꯤꯡ ꯍꯦꯟꯅ ꯊꯣꯛꯍꯟꯕ ꯌꯥꯏ꯫ ꯅꯣꯡꯖꯨ-ꯅꯨꯡꯁꯥꯒꯤ ꯐꯤꯚꯝ: ꯅꯣꯡ ꯀꯟꯅ ꯆꯨꯕ, ꯅꯣꯡꯂꯩ-ꯅꯨꯡꯁꯤꯠ, ꯅꯣꯡꯖꯨ-ꯅꯨꯡꯁꯥ, ꯅꯠꯇ꯭ꯔꯒ ꯏꯁꯤꯡ-ꯅꯨꯡꯁꯤꯠꯒꯨꯝꯕ ꯐꯠꯇꯕ ꯅꯣꯡꯖꯨ-ꯅꯨꯡꯁꯥꯅ ꯂꯝꯕꯤ ꯎꯕ ꯑꯃꯁꯨꯡ ꯒꯥꯔꯤ ꯀꯟꯇ꯭ꯔꯣꯜ ꯇꯧꯕꯗ ꯑꯋꯥꯕ ꯄꯤꯕꯅ ꯃꯔꯝ ꯑꯣꯏꯗꯨꯅ ꯈꯨꯗꯣꯡꯊꯤꯕ ꯊꯣꯛꯄꯒꯤ ꯆꯥꯡ ꯍꯦꯟꯒꯠꯂꯛꯏ꯫ ꯔꯦꯗ ꯂꯥꯏꯠ ꯅꯠꯇ꯭ꯔꯒ ꯁ꯭ꯇꯣꯞ ꯁꯥꯏꯟꯁꯤꯡ ꯆꯦꯟꯕ: ꯇ꯭ꯔꯥꯐꯤꯛ ꯁꯤꯒꯅꯦꯜꯁꯤꯡ ꯌꯦꯡꯗꯕꯅ ꯂꯝꯕꯤꯒꯤ ꯍꯛ ꯂꯩꯕ ꯒꯥꯔꯤ ꯑꯃꯒ ꯊꯦꯡꯅꯕ ꯌꯥꯏ꯫ ꯃꯤꯠꯌꯦꯡ ꯆꯪꯗꯅ ꯗ꯭ꯔꯥꯏꯚꯤꯡ ꯇꯧꯕ: ꯇꯦꯔꯒꯦꯠ ꯇꯧꯕ, ꯇ꯭ꯔꯥꯐꯤꯛ ꯏꯟ ꯑꯃꯁꯨꯡ ꯑꯥꯎꯠ ꯇꯧꯕ ꯅꯠꯇ꯭ꯔꯒ ꯈꯪꯍꯧꯗꯅ ꯂꯦꯟ ꯍꯣꯡꯂꯛꯄꯒꯨꯝꯕ ꯑꯦꯒ꯭ꯔꯦꯁꯤꯚ ꯗ꯭ꯔꯥꯏꯚꯤꯡ ꯕꯤꯍꯦꯕꯤꯌꯔꯁꯤꯡꯅ ꯂꯝꯕꯤꯗ ꯂꯩꯕ ꯃꯤꯑꯣꯏ ꯈꯨꯗꯤꯡꯃꯛꯇ ꯈꯨꯗꯣꯡꯊꯤꯕ ꯊꯣꯛꯍꯟꯕ ꯌꯥꯏ꯫ ꯋꯥꯈꯜ ꯋꯥꯕ: ꯇꯨꯝꯕ ꯌꯥꯗꯕ ꯃꯇꯝꯗ ꯗ꯭ꯔꯥꯏꯚꯤꯡ ꯇꯧꯕꯁꯤ ꯏꯟꯐ꯭ꯂꯨꯑꯦꯟꯖꯥꯒꯤ ꯃꯈꯥꯗ ꯗ꯭ꯔꯥꯏꯚꯤꯡ ꯇꯧꯕꯒꯨꯝꯅ ꯈꯨꯗꯣꯡꯊꯤꯅꯤꯉꯥꯏ ꯑꯣꯏꯕ ꯌꯥꯏ꯫ ꯋꯥꯈꯜ ꯋꯥꯕ ꯑꯁꯤꯅ ꯔꯤꯑꯦꯛꯁꯟꯒꯤ ꯃꯇꯝ ꯇꯞꯅ ꯇꯞꯅ ꯁꯣꯛꯍꯟꯕ ꯌꯥꯏ ꯑꯃꯁꯨꯡ ꯋꯥꯌꯦꯜ ꯄꯤꯕꯗ ꯑꯀꯥꯌꯕ ꯄꯤꯕ ꯌꯥꯏ꯫ ꯂꯝꯕꯤꯒꯤ ꯐꯤꯚꯝ ꯐꯠꯇꯕ: ꯂꯝꯕꯤ, ꯃꯩꯁꯥ, ꯅꯠꯇ꯭ꯔꯒꯥ ꯂꯝꯕꯤ-ꯊꯣꯡꯒꯤ ꯃꯑꯣꯡ-ꯃꯇꯧꯁꯤꯡ ꯑꯁꯤꯅ ꯈꯨꯗꯣꯡꯊꯤꯕ ꯊꯣꯛꯍꯟꯕꯗ ꯃꯇꯦꯡ ꯄꯥꯡꯏ꯫ ꯒꯥꯔꯤꯒꯤ ꯃꯦꯟꯐꯪꯁꯟ: ꯕ꯭ꯔꯦꯛ ꯁꯣꯛꯄ ꯅꯠꯇ꯭ꯔꯒ ꯇꯌꯥꯔ ꯕ꯭ꯂꯣꯎꯠꯒꯨꯝꯕ ꯃꯦꯀꯥꯅꯤꯀꯦꯜꯒꯤ ꯑꯣꯏꯕ ꯐꯜꯁꯤꯡꯅ ꯀꯟꯇ꯭ꯔꯣꯜ ꯃꯥꯡꯈꯤꯕ ꯑꯃꯁꯨꯡ ꯀ꯭ꯔꯌꯥꯁ ꯇꯧꯕ ꯌꯥꯏ꯫ ꯑꯦꯛꯁꯄꯤꯔꯤꯑꯦꯟꯁ ꯂꯩꯇꯕ ꯗ꯭ꯔꯥꯏꯚꯔꯁꯤꯡ: ꯑꯅꯧꯕ ꯅꯠꯇ꯭ꯔꯒ ꯑꯦꯛꯁꯄꯤꯔꯤꯑꯦꯟꯁ ꯂꯩꯇꯕ ꯗ꯭ꯔꯥꯏꯚꯔꯁꯤꯡꯅ ꯍꯨꯏꯒꯤ ꯃꯇꯨꯡꯗ ꯑꯁꯣꯏꯕ ꯍꯦꯟꯅ ꯇꯧꯕ ꯌꯥꯏ ꯃꯗꯨꯅ ꯑꯦꯛꯁꯤꯗꯦꯟꯇ ꯊꯣꯜꯍꯟꯕ ꯌꯥꯏ꯫ ꯃꯔꯝꯁꯤꯡ ꯑꯁꯤ ꯈꯪꯍꯟ ꯈꯪꯖꯤꯟꯕꯅ ꯗ꯭ꯔꯥꯏꯚꯔꯁꯤꯡꯅ ꯀꯥꯔꯒꯣ ꯑꯦꯛꯁꯤꯗꯦꯟꯇ ꯑꯃꯗ ꯁꯣꯛꯍꯟꯕꯒꯤ ꯔꯤꯁ꯭ꯛ ꯍꯟꯊꯍꯟꯅꯕ ꯈꯣꯡꯊꯥꯡꯁꯤꯡ ꯂꯧꯈꯠꯄ ꯌꯥꯏ꯫